ꯗꯨꯕꯥꯏꯗ ꯃꯇꯝꯒꯥ ꯆꯥꯟꯅꯕ ꯇꯦꯝꯄꯦꯔꯦꯆꯔꯒꯤ ꯏꯟꯐꯣꯔꯃꯦꯁꯒꯤꯗꯃꯛꯇ ꯅꯍꯥꯛꯅ ꯇꯣꯉꯥꯟ-ꯇꯣꯉꯥꯟꯕ ꯋꯦꯗꯔ ꯋꯦꯕꯁꯥꯏꯠꯁꯤꯡ, ꯍꯥꯏꯕꯗꯤ ꯋꯦꯗꯔ. ꯀꯝ ꯅꯠꯇꯔꯒ ꯑꯦꯀ꯭ꯌꯨꯋꯦꯗꯔꯗ ꯆꯦꯛ ꯇꯧꯕ ꯌꯥꯏ꯫ ꯄꯤꯔꯤꯕ ꯍꯦꯗꯂꯥꯏꯟ ꯑꯗꯨ ꯐꯒꯠꯍꯟꯕ ꯉꯝꯕ ꯋꯥꯍꯩꯁꯤꯡ ꯄꯤꯌꯨ꯫ ꯑꯣꯟꯂꯥꯏꯟ ꯂꯔꯅꯤꯡꯒꯤ ꯀꯥꯟꯅꯕꯁꯤꯡ꯫ ꯑꯥꯔꯇꯤꯀꯜ ꯑꯁꯤꯒꯤꯗꯃꯛꯇ ꯄꯤꯔꯤꯕ ꯍꯦꯗꯂꯥꯏꯟ ꯑꯁꯤ ꯐꯒꯠꯍꯟꯅꯕ ꯁꯖꯦꯁꯟ ꯈꯔꯗꯤ ꯃꯈꯥꯗ ꯄꯤꯔꯤꯕꯁꯤꯡꯁꯤ ꯌꯥꯎꯕꯥ ꯌꯥꯏ: "ꯅꯍꯥꯛꯀꯤ ꯄꯣꯇꯦꯟꯁꯤꯑꯦꯜ ꯃꯦꯛꯁꯤꯃꯥꯏꯖ ꯇꯧꯕꯥ: ꯑꯣꯟꯂꯥꯏꯟ ꯂꯔꯅꯤꯡꯒꯤ ꯀꯥꯟꯅꯕꯁꯤꯡ ꯈꯪꯗꯣꯛꯎ" "ꯑꯣꯅꯂꯥꯏꯟ ꯂꯔꯅꯤꯡ ꯑꯁꯤ ꯀꯔꯤꯒꯤꯗꯃꯛꯇ ꯑꯦꯖꯨꯀꯦꯁꯟꯒꯤ ꯇꯨꯡꯒꯤ ꯂꯝꯕꯤ ꯑꯣꯏꯔꯤꯕꯅꯣ: ꯀꯥꯟꯅꯕꯁꯤꯡ " "ꯑꯦꯖꯨꯀꯦꯁꯟ ꯇ꯭ꯔꯥꯟꯁꯐ꯭ꯣꯔꯝ ꯇꯧꯕ: ꯑꯣꯟꯂꯥꯏꯟ ꯂꯔꯅꯤꯡꯒꯤ ꯀꯥꯟꯅꯕ ꯑꯃꯁꯨꯡ ꯐ꯭ꯂꯦꯛꯁꯤꯕꯤꯂꯤꯇꯤ" "ꯑꯣꯅꯂꯥꯏꯟ ꯂꯔꯅꯤꯡꯒꯤ ꯃꯀꯣꯛ ꯊꯣꯡꯕ ꯀꯥꯟꯅꯕꯁꯤꯡ: ꯀꯔꯤꯒꯤꯗꯃꯛꯇ ꯃꯁꯤ ꯑꯦꯖꯨꯀꯦꯁꯟꯒꯤ ꯑꯄꯥꯝꯕꯒꯤ ꯃꯦꯊꯗ ꯑꯣꯏꯔꯛꯂꯤꯕꯅꯣ" "ꯒ꯭ꯔꯣꯊ ꯑꯃꯁꯨꯡ ꯈꯨꯗꯣꯡꯆꯥꯕꯁꯤꯡ ꯑꯅꯂꯣꯛ ꯇꯧꯕꯥ: ꯑꯣꯟꯂꯥꯏꯟ ꯂꯔꯅꯤꯡ ꯆꯠꯅꯕꯒꯤ ꯀꯥꯟꯅꯕꯥ" ꯂꯧꯃꯤ ꯑꯃꯒꯤ ꯑꯃꯁꯨꯡ ꯃꯍꯥꯛꯀꯤ ꯂꯥꯟꯐꯝꯁꯤꯡꯒꯤ ꯃꯔꯝꯗ ꯋꯥꯔꯤ ꯑꯃꯒꯤ ꯇꯥꯏꯇꯜ ꯑꯃ ꯁꯦꯝꯃꯨ꯫ ꯐ꯭ꯔꯣꯁ ꯑꯣꯐ ꯐꯣꯔꯆꯨꯟ: ꯇ꯭ꯔꯥꯏꯑꯦꯜ ꯑꯃꯁꯨꯡ ꯇ꯭ꯔꯤꯕ꯭ꯌꯨꯂꯦꯁꯟ ꯂꯧꯃꯤꯒꯤ ꯋꯥꯔꯤ ꯑꯃꯥ꯫ ꯇꯦꯛꯁꯤ ꯊꯧꯕꯥ ꯃꯤꯑꯣꯏ ꯑꯃꯒꯤ ꯅꯨꯡꯇꯤꯒꯤ ꯊꯕꯛ ꯊꯧꯔꯝꯁꯤꯡ ꯂꯤꯁ꯭ꯠ ꯇꯧꯕꯤꯌꯨ꯫ ꯒꯥꯔꯤ ꯑꯗꯨ ꯁꯥꯐꯕ ꯑꯃꯁꯨꯡ ꯂꯝꯕꯤꯗ ꯆꯠꯄ ꯌꯥꯕ ꯑꯣꯏꯍꯟꯅꯕ ꯄ꯭ꯔꯤ-ꯇ꯭ꯔꯤꯞ ꯏꯟꯁꯄꯦꯛꯁꯟ ꯄꯥꯡꯊꯣꯛꯄ꯫ ꯒꯥꯔꯤꯗꯥ ꯔꯤꯐ꯭ꯌꯨꯜ ꯇꯧꯕ ꯑꯃꯁꯨꯡ ꯑꯣꯏꯜ ꯑꯃꯁꯨꯡ ꯐ꯭ꯂꯨꯏꯗꯀꯤ ꯆꯥꯡ ꯌꯦꯡꯁꯤꯟꯕ꯫ ꯒꯥꯔꯤꯒꯤ ꯃꯅꯨꯡ ꯑꯃꯁꯨꯡ ꯃꯄꯥꯟꯗ ꯁꯦꯡꯗꯣꯛꯄ ꯇꯌꯥꯔ ꯄ꯭ꯔꯦꯁꯔ ꯆꯦꯛ ꯇꯧꯕꯥ ꯑꯃꯁꯨꯡ ꯑꯦꯗꯖꯁ꯭ꯠ ꯇꯧꯕꯥ꯫ ꯒ꯭ꯂꯣꯕꯦꯜ ꯄꯣꯖꯤꯁꯅꯤꯡ ꯁꯤꯁꯇ꯭ꯝ ꯑꯃꯁꯨꯡ ꯅꯦꯚꯤꯒꯦꯁꯟ ꯁꯤꯁꯇꯦꯝ ꯑꯞꯗꯦꯠ ꯇꯧꯕ ꯑꯃꯁꯨꯡ ꯔꯤꯚꯤꯌꯨ ꯇꯧꯕ꯫ ꯇ꯭ꯔꯤꯞ ꯂꯣꯒꯁꯤꯡ ꯔꯦꯀꯣꯔꯗ ꯇꯧꯕꯥ ꯑꯃꯁꯨꯡ ꯃꯊꯧ ꯇꯥꯕꯥ ꯄꯦꯄꯔꯋꯥꯔꯛꯁꯤꯡ ꯂꯣꯏꯁꯤꯅꯕꯥ꯫ ꯒꯥꯔꯤꯒꯤ ꯏꯟꯁꯨꯔꯦꯟꯁ, ꯔꯦꯖꯤꯁ꯭ꯇꯔꯦꯁꯟ, ꯑꯃꯁꯨꯡ ꯑꯇꯣꯞꯄꯥꯂ ꯃꯊꯧ ꯇꯥꯕ ꯗꯣꯀꯨꯃꯦꯟꯠꯁꯤꯡ ꯊꯝꯕ꯫ ꯄꯦꯃꯦꯟꯠꯁꯤꯡ ꯃꯦꯅꯦꯖ ꯇꯧꯕꯥ ꯑꯃꯁꯨꯡ ꯄꯦꯁꯦꯟꯖꯔꯁꯤꯡꯗ ꯔꯤꯁꯤꯠꯁꯤꯡ ꯄꯤꯕ꯫ ꯇ꯭ꯔꯥꯐꯤꯛ ꯂꯣ ꯄꯨꯝꯅꯃꯛ ꯉꯥꯛꯅ ꯆꯠꯄ ꯑꯃꯁꯨꯡ ꯂꯣꯀꯦꯜ ꯔꯦꯒꯨꯂꯦꯁꯟꯁꯤꯡ ꯉꯥꯛꯅ ꯆꯠꯄ꯫ ꯗꯤꯁ꯭ꯄꯦꯆꯔꯒꯥ ꯄꯥꯎ ꯐꯥꯎꯟꯕ ꯑꯃꯁꯨꯡ ꯄꯦꯁꯦꯟꯖꯔꯁꯤꯡꯒꯤ ꯔꯤꯀꯣꯔꯗꯁꯤꯡꯒꯤ ꯄꯥꯎꯈꯨꯝ ꯄꯤꯕ꯫ ꯈꯣꯡꯆꯠ ꯄꯨꯝꯅꯃꯛꯇ ꯄꯦꯁꯦꯟꯖꯔꯁꯤꯡꯒꯤ ꯅꯨꯡꯉꯥꯏꯕ ꯁꯣꯏꯗꯅ ꯂꯩꯍꯟꯕ꯫ ꯄꯦꯁꯦꯟꯖꯔꯁꯤꯡꯒꯤ ꯏꯁꯨ ꯑꯃꯠꯇ, ꯀꯝꯄ꯭ꯂꯦꯟꯠ ꯑꯃꯠꯇ, ꯅꯠꯇꯔꯒ ꯑꯈꯟꯅꯕ ꯃꯊꯧ ꯇꯥꯕꯁꯤꯡ ꯑꯗꯨ ꯌꯦꯡꯁꯤꯟꯕ꯫ ꯑꯥꯏꯇꯦꯝꯁꯤꯡ ꯑꯗꯨ ꯒ꯭ꯔꯨꯞ ꯇꯧ ꯑꯃꯁꯨꯡ ꯀꯔꯤꯒꯤꯅꯣ ꯍꯥꯏꯕꯗꯨ ꯁꯟꯗꯣꯛꯅ ꯇꯥꯛꯄꯤꯌꯨ꯫ ꯑꯦꯄꯜ, ꯑꯣꯔꯦꯟꯖ, ꯕꯅꯥꯅꯥ ꯌꯥꯎꯔꯤ꯫ ꯑꯦꯄꯜ, ꯑꯣꯔꯦꯟꯖ, ꯑꯃꯁꯨꯡ ꯕꯅꯥꯅꯥ ꯄꯨꯝꯅꯃꯛ ꯃꯍꯩ-ꯃꯔꯣꯡꯅꯤ꯫ ꯃꯅꯥ-ꯃꯁꯤꯡ ꯑꯁꯤ ꯍꯛꯁꯦꯜ ꯐꯩ ꯍꯥꯏꯅ ꯂꯧꯅꯔꯤꯕꯥ ꯆꯤꯟꯖꯥꯛ ꯃꯈꯜ ꯑꯃꯅꯤ ꯑꯃꯁꯨꯡ ꯃꯁꯤ ꯃꯍꯧꯁꯥꯅꯥ ꯁ꯭ꯅꯦꯛ, ꯗꯦꯁꯔꯠ ꯅꯠꯇꯔꯒ ꯆꯥꯅꯕ ꯆꯤꯟꯖꯥꯛꯇ ꯌꯥꯎꯍꯟꯕ ꯌꯥꯕꯥ ꯆꯤꯟꯖꯥꯛ ꯃꯈꯜ ꯑꯃꯅꯤ꯫ ꯑꯀꯛꯅꯕꯥ ꯃꯅꯥ-ꯃꯁꯤꯡ ꯑꯁꯤ ꯃꯍꯧꯁꯥꯅꯥ ꯅꯧꯅ ꯆꯥꯕ ꯑꯃꯁꯨꯡ ꯃꯍꯧꯁꯥꯅꯥ ꯃꯆꯤ ꯑꯣꯏꯕꯥ ꯆꯤꯟꯖꯥꯛ ꯂꯩ꯫ ꯑꯦꯄꯜ ꯑꯃ, ꯑꯣꯔꯦꯟꯖ ꯑꯃ ꯑꯃꯁꯨꯡ ꯕꯅꯥꯅꯥ ꯑꯃ ꯄꯨꯝꯅꯃꯛ ꯑꯁꯤ ꯕꯦꯂꯦꯟꯁ ꯑꯃꯁꯨꯡ ꯇꯣꯞ ꯇꯣꯞꯄ ꯗꯥꯏꯠ ꯑꯃꯗ ꯌꯥꯎꯕ ꯃꯁꯛ ꯊꯣꯛꯄ ꯃꯍꯩ-ꯃꯔꯣꯡꯁꯤꯡꯒꯤ ꯈꯨꯗꯝꯁꯤꯡꯅꯤ꯫